ꯄꯤꯔꯤꯕ ꯄꯦꯔꯥꯒ꯭ꯔꯥꯐ ꯑꯁꯤꯒꯤ ꯃꯔꯨꯑꯣꯏꯕ ꯋꯥꯐꯝꯁꯤꯡ ꯑꯗꯨ ꯁꯦꯝꯗꯣꯛ-ꯁꯦꯝꯖꯤꯟ ꯇꯧꯕꯤꯌꯨ꯫ ꯑꯦꯖꯨꯀꯦꯁꯅꯦꯜ ꯇꯦꯛꯅꯣꯂꯣꯖꯤꯒꯤ ꯃꯔꯨꯑꯣꯏꯕ ꯀꯝꯄꯣꯅꯦꯟꯇ ꯑꯃꯗꯤ ꯗꯦꯇꯥ-ꯗ꯭ꯔꯥꯏꯚꯟ ꯏꯟꯁꯇ꯭ꯔꯛꯁꯟ ꯑꯁꯤꯅꯤ꯫ ꯃꯁꯤꯒꯤ ꯃꯈꯜ ꯑꯁꯤꯒꯤ ꯏꯅꯁꯇ꯭ꯔꯛꯁꯟ ꯑꯁꯤꯅ ꯂꯔꯅꯔꯁꯤꯡꯗ ꯃꯈꯣꯏꯒꯤ ꯗꯔꯀꯥꯔ ꯑꯣꯏꯕꯁꯤꯡꯒꯤ ꯃꯇꯨꯡ ꯏꯟꯅ ꯄꯔꯁꯣꯅꯦꯂꯥꯏꯖ ꯇꯧꯔꯕ ꯂꯔꯅꯤꯡ ꯑꯦꯛꯁꯄꯤꯔꯤꯑꯦꯟꯁꯁꯤꯡ ꯄꯤꯅꯕ ꯗꯥꯇꯥ ꯁꯤꯖꯤꯟꯅꯩ꯫ ꯗꯥꯇꯥ-ꯗ꯭ꯔꯥꯏꯚꯟ ꯏꯟꯁꯇ꯭ꯔꯛꯁꯟꯅ ꯑꯣꯖꯥꯁꯤꯡꯗ ꯃꯍꯩꯔꯣꯏꯁꯤꯡꯅ ꯀꯔꯤꯅꯣ ꯀꯔꯝꯕ ꯍꯤꯔꯝꯁꯤꯡꯗ ꯃꯇꯦꯡ ꯇꯧꯕ ꯃꯇꯦꯡ ꯇꯧꯕꯒꯦ ꯍꯥꯏꯕꯗꯨ ꯈꯪꯗꯣꯛꯄꯗ ꯃꯇꯦꯡ ꯄꯥꯡꯗꯨꯅ ꯑꯃꯁꯨꯡ ꯃꯍꯩꯔꯣꯏꯁꯤꯡꯒꯤ ꯑꯦꯛꯖꯥꯝꯃꯦꯟꯇ ꯑꯃꯁꯨꯡ ꯑꯦꯆꯤꯕꯃꯦꯟꯇ ꯍꯦꯟꯒꯠꯍꯟꯅꯕ ꯍꯤꯔꯝꯁꯤꯡ ꯑꯗꯨꯗ ꯍꯣꯅꯤꯡ ꯇꯧꯗꯨꯅ ꯇꯝꯕꯤꯕꯒꯤ ꯏꯐꯤꯁꯤꯑꯦꯟꯁꯤ ꯐꯒꯠꯍꯟꯕ ꯉꯝꯒꯅꯤ꯫ ꯄꯦꯔꯥꯒ꯭ꯔꯥꯐ ꯑꯁꯤꯅ ꯑꯦꯖꯨꯀꯦꯁ꯭ꯅꯦꯜ ꯇꯦꯛꯅꯣꯂꯣꯖꯤꯒꯤ ꯃꯔꯨꯑꯣꯏꯕ ꯀꯝꯄꯣꯅꯦꯟꯇ ꯑꯃ ꯑꯣꯏꯔꯤꯕ ꯗꯥꯇꯥ-ꯗ꯭ꯔꯥꯏꯚꯟ ꯏꯟꯁꯠꯔꯛꯁꯟ ꯒꯤ ꯃꯇꯥꯡꯗ ꯈꯟꯅꯔꯤ, ꯃꯁꯤꯅ ꯗꯥꯇꯥꯗ ꯌꯨꯝꯐꯝ ꯑꯣꯏꯕ ꯂꯔꯅꯤꯡ ꯑꯦꯛꯁꯄꯤꯔꯤꯑꯦꯟꯁꯁꯤꯡ ꯄꯔꯁꯣꯅꯦꯂꯥꯏꯖ ꯇꯧꯏ, ꯏꯟꯁꯇ꯭ꯔꯛꯁꯟꯒꯤ ꯏꯐꯤꯁꯤꯑꯦꯟꯁꯤ ꯍꯦꯟꯒꯠꯍꯜꯂꯤ, ꯑꯃꯁꯨꯡ ꯑꯣꯖꯥꯁꯤꯡꯅ ꯃꯍꯩꯔꯣꯏꯁꯤꯡꯒꯤ ꯑꯍꯣꯡꯕ ꯄꯨꯔꯛꯅꯕꯒꯤ ꯍꯤꯔꯝꯁꯤꯡ ꯈꯪꯗꯣꯛꯄꯗ ꯃꯇꯦꯡ ꯄꯥꯡꯏ, ꯃꯁꯤꯅ ꯍꯦꯟꯅ ꯑꯦꯛꯖꯥꯝꯃꯦꯟꯇ ꯑꯃꯁꯨꯡ ꯑꯦꯆꯤꯕꯃꯦꯟꯇ ꯄꯨꯔꯛꯏ꯫ ꯑꯄꯤꯕ ꯃꯁꯤꯡ ꯑꯃ ꯇꯔꯦꯠꯇ‌ꯥ ꯈꯥꯏꯗꯣꯛꯄ ꯌꯥꯕ꯭ꯔꯥ ꯍꯥꯏꯕꯗꯨ ꯈꯉꯗꯣꯛꯅꯕ ꯑꯦꯜꯒꯣꯔꯤꯊꯝ ꯑꯃ ꯏꯌꯨ꯫ ꯃꯁꯤꯡ ꯇꯔꯥꯃꯔꯤ ꯑꯣꯏꯒꯅꯤ, ꯑꯄꯤꯕ ꯃꯁꯤꯡ ꯑꯃ ꯇꯔꯦꯠꯅꯥ ꯈꯥꯏꯗꯣꯛꯄ ꯌꯥꯕ꯭ꯔꯥ ꯍꯥꯏꯕꯗꯨ ꯈꯪꯗꯣꯛꯅꯕ ꯑꯦꯜꯒꯣꯔꯤꯊꯝ ꯑꯁꯤ ꯃꯈꯥꯗ ꯄꯤꯔꯤ - ꯑꯄꯤꯕ ꯃꯁꯤꯡ ꯑꯗꯨ ꯏꯟꯄꯨꯠ ꯑꯣꯏꯅ ꯂꯧ꯫ ꯈꯨꯗꯝ ꯑꯁꯤꯗ, ꯅꯝꯕꯔ ꯇꯔꯥꯃꯔꯤ ꯃꯣꯗꯨꯂꯣ ꯑꯣꯄ꯭ꯔꯦꯇꯔ ꯁꯤꯖꯤꯟꯅꯗꯨꯅ ꯅꯝꯕꯔ ꯑꯗꯨ ꯇꯔꯦꯠꯀꯤ ꯃꯜꯇꯤꯄꯜ ꯑꯣꯏꯕ꯭ꯔꯥ ꯍꯥꯏꯕꯗꯨ ꯆꯦꯛ ꯇꯧ꯫ ꯈꯪꯖꯤꯟꯒꯗꯕ ꯑꯃꯅ, ꯑꯦꯜꯒꯣꯔꯤꯊꯝ ꯑꯁꯤꯅ ꯃꯣꯗꯨꯂꯣ ꯑꯣꯄ꯭ꯔꯦꯇꯔ ꯁꯤꯖꯤꯟꯅꯗꯨꯅ ꯏꯟꯄꯨꯠ ꯅꯝꯕꯔ ꯑꯗꯨ ꯇꯔꯦꯠꯅꯥ ꯈꯥꯏꯗꯣꯛꯄꯒꯤ ꯂꯦꯝꯍꯧꯔꯤꯕ ꯑꯗꯨ ꯆꯦꯛ ꯇꯧꯏ꯫ ꯀꯔꯤꯒꯨꯝꯕ ꯂꯦꯝꯍꯧꯔꯤꯕ ꯑꯗꯨ ꯖꯦꯔꯣ ꯑꯣꯏꯔꯕꯗꯤ, ꯃꯁꯤꯡ ꯑꯗꯨ ꯇꯔꯦꯠꯅꯥ ꯈꯥꯏꯗꯣꯛꯏ꯫ ꯔꯣꯕꯣꯠꯀꯤꯗꯃꯛ ꯋꯥꯍꯟꯊꯣꯛ ꯑꯃ‌ ꯁꯦꯝꯃꯨ꯫ ꯔꯣꯕꯣꯠ ꯍꯥꯏꯕꯁꯤ ꯄ꯭ꯔꯣꯒ꯭ꯔꯥꯝ ꯇꯧꯕ ꯌꯥꯕ ꯃꯦꯀꯥꯅꯤꯀꯦꯜ ꯅꯠꯇꯔꯒ ꯏꯂꯦꯛꯇꯔꯣ-ꯃꯦꯀꯥꯅꯤꯀꯦꯜ ꯃꯦꯁꯤꯟ ꯑꯃꯅꯤ, ꯃꯁꯤ ꯃꯍꯧꯁꯥꯅ ꯃꯃꯥꯡꯗ ꯂꯦꯞꯊꯣꯛꯂꯕ ꯏꯟꯁꯇ꯭ꯔꯛꯁꯁꯤꯡꯒꯤ ꯁꯦꯠ ꯑꯃ ꯉꯥꯛꯅ ꯆꯠꯇꯨꯅ ꯅꯠꯇꯔꯒ ꯔꯤꯃꯣꯠ ꯀꯟꯇꯔꯣꯜ ꯇꯧꯗꯨꯅ ꯃꯈꯜ ꯀꯌꯥꯒꯤ ꯑꯣꯇꯣꯃꯦꯇꯦꯗ ꯊꯕꯛꯁꯤꯡ ꯄꯥꯡꯊꯣꯛꯅꯕ ꯗꯤꯖꯥꯏꯟ ꯇꯧꯕ ꯌꯥꯏ꯫ ꯔꯣꯕꯣꯠꯁꯤꯡ ꯑꯁꯤ ꯏꯟꯗ꯭ꯁꯇꯔꯤ ꯀꯌꯥꯗ ꯁꯤꯖꯤꯟꯅꯩ ꯑꯃꯁꯨꯡ ꯄꯦꯀꯦꯖꯤꯡ ꯅꯠꯇꯔꯒ ꯑꯦꯁꯦꯝꯕ꯭ꯂꯤꯒꯨꯝꯕ ꯏꯆꯝ ꯆꯝꯕ ꯍꯟꯖꯤꯟ ꯍꯟꯖꯤꯟ ꯇꯧꯕ ꯊꯕꯛꯁꯤꯡꯗꯒꯤ ꯍꯧꯔꯒ ꯁꯔꯖꯔꯤ ꯅꯠꯇꯔꯒ ꯁ꯭ꯄꯦꯁ ꯑꯦꯛꯁꯄ꯭ꯂꯣꯔꯦꯁꯟꯒꯨꯝꯕ ꯑꯔꯨꯕ ꯊꯕꯛꯁꯤꯡ ꯐꯥꯎꯕ ꯇꯣꯉꯥꯟ ꯇꯣꯉꯥꯟꯕ ꯀꯦꯄꯦꯕꯤꯂꯤꯇꯤ ꯀꯌꯥ ꯂꯩ꯫ ꯃꯈꯣꯏꯒꯤ ꯑꯆꯨꯝꯕ, ꯏꯐꯤꯁꯤꯑꯦꯟꯁꯤ ꯑꯃꯁꯨꯡ ꯋꯥꯔꯁꯥꯏꯇꯤꯂꯤꯇꯤ ꯐꯒꯠꯍꯟꯅꯕ ꯁꯦꯟꯁꯔ, ꯀꯦꯃꯦꯔꯥ, ꯃꯦꯅꯤꯄꯨꯂꯦꯇꯔ, ꯑꯃꯁꯨꯡ ꯑꯥꯔꯇꯤꯐꯤꯁꯤꯑꯦꯜ ꯏꯟꯇꯤꯂꯤꯖꯦꯟꯁ ꯌꯥꯎꯕ ꯌꯥꯏ꯫